ꯑꯩꯈꯣꯏꯒꯤ ꯅꯨꯡꯇꯤꯒꯤ ꯄꯨꯟꯁꯤꯗꯥ ꯏꯟꯇꯔꯅꯦꯠ ꯑꯁꯤ ꯀꯔꯤꯒꯤ ꯃꯔꯨ ꯑꯣꯏꯔꯤꯕꯅꯣ? ꯏꯟꯇꯔꯅꯦꯠ ꯑꯁꯤꯅꯥ ꯄꯤꯔꯤꯕꯥ ꯁꯔꯚꯤꯁꯁꯤꯡ ꯑꯃꯁꯨꯡ ꯏꯟꯐꯣꯔꯃꯦꯁꯟ ꯀꯌꯥ ꯑꯁꯤꯅꯥ ꯃꯔꯝ ꯑꯣꯏꯗꯨꯅꯥ ꯑꯩꯈꯣꯏꯒꯤ ꯅꯨꯡꯇꯤꯒꯤ ꯄꯨꯟꯁꯤꯒꯤ ꯃꯔꯨꯑꯣꯏꯕꯥ ꯁꯔꯨꯛ ꯑꯃꯥ ꯑꯣꯏꯔꯦ꯫ ꯏꯟꯇꯔꯅꯦꯠ ꯑꯁꯤ ꯌꯥꯝꯅꯥ ꯃꯔꯨꯑꯣꯏꯕꯒꯤ ꯃꯔꯝ ꯈꯔꯥ ꯃꯈꯥꯗꯥ ꯄꯤꯔꯤ ꯀꯝꯃ꯭ꯌꯨꯅꯤꯀꯦꯁꯟ: ꯏꯟꯇꯔꯅꯦꯠꯅꯥ ꯑꯩꯈꯣꯏꯅꯥ ꯑꯇꯣꯞꯄꯁꯤꯡꯒꯥ ꯄꯥꯎ ꯐꯥꯎꯅꯕꯒꯤ ꯃꯑꯣꯡꯗꯥ ꯑꯍꯣꯡꯕꯥ ꯑꯃꯥ ꯄꯨꯔꯛꯂꯦ꯫ ꯏꯃꯦꯜ, ꯁꯣꯁꯤꯑꯦꯜ ꯃꯤꯗꯤꯌꯥ ꯄ꯭ꯂꯦꯠꯐꯣꯝꯁꯤꯡ, ꯚꯤꯗꯤꯑꯣ ꯀꯟꯐ꯭ꯔꯦꯟꯁꯤꯡ ꯑꯃꯁꯨꯡ ꯃꯦꯁꯦꯖꯤꯡ ꯑꯦꯞꯁꯤꯡ ꯁꯤꯖꯤꯟꯅꯗꯨꯅꯥ ꯑꯩꯈꯣꯏꯅꯥ ꯃꯥꯂꯦꯝ ꯄꯨꯝꯕꯒꯤ ꯃꯤꯑꯣꯏꯁꯤꯡꯒꯥ ꯈꯨꯗꯛꯇꯥ ꯄꯥꯎ ꯐꯥꯎꯅꯕꯥ ꯉꯝꯂꯤ꯫ꯏꯟꯇꯔꯅꯦꯠꯅꯥ ꯑꯩꯈꯣꯏꯗꯥ ꯕꯥꯔꯆꯨꯑꯦꯜ ꯑꯣꯏꯅꯥ ꯍꯤꯔꯝ ꯑꯃꯍꯦꯛꯇꯒꯤ ꯃꯇꯥꯡꯗꯥ ꯂꯤꯃꯤꯠ ꯂꯩꯇꯕꯥ ꯏꯟꯐꯣꯔꯃꯦꯁꯟ ꯑꯃꯥ ꯈꯨꯗꯛꯇꯥ ꯐꯪꯍꯜꯂꯤ꯫ ꯃꯁꯤ ꯑꯦꯖꯨꯀꯦꯁꯟ, ꯔꯤꯁꯔꯆ ꯑꯃꯁꯨꯡ ꯍꯧꯖꯤꯛ ꯑꯣꯏꯔꯤꯕꯥ ꯊꯧꯗꯣꯛꯁꯤꯡꯒꯤ ꯃꯇꯥꯡꯗꯥ ꯈꯪꯍꯟꯅꯕꯒꯤ ꯃꯃꯜ ꯌꯥꯝꯂꯕꯥ ꯈꯨꯠꯂꯥꯏ ꯑꯃꯅꯤ꯫ ꯏꯟꯇꯔꯅꯦꯠꯅꯥ ꯚꯤꯗꯤꯑꯣ ꯑꯃꯁꯨꯡ ꯃ꯭ꯌꯨꯖꯤꯛ ꯏꯁꯇ꯭ꯔꯤꯃꯤꯡ ꯇꯧꯕꯥ, ꯒꯦꯃꯤꯡ, ꯁꯣꯁꯤꯑꯦꯜ ꯃꯤꯗꯤꯌꯥ ꯑꯃꯁꯨꯡ ꯑꯇꯩ ꯀꯌꯥ ꯌꯥꯎꯅꯥ ꯂꯣꯏꯕꯥ ꯅꯥꯏꯗꯕꯥ ꯅꯨꯡꯉꯥꯏꯕꯥ ꯐꯣꯡꯗꯣꯛꯄꯒꯤ ꯑꯣꯞꯁꯟꯁꯤꯡ ꯄꯤꯔꯤ꯫ ꯏꯟꯇꯔꯅꯦꯠꯅꯥ ꯑꯩꯈꯣꯏꯒꯤ ꯗꯔꯀꯥꯔ ꯑꯣꯏꯕꯥ ꯄꯣꯠꯂꯝ ꯈꯨꯗꯤꯡꯃꯛ, ꯒ꯭ꯔꯣꯁꯔꯤꯗꯒꯤ ꯍꯧꯔꯒꯥ ꯄꯣꯠꯂꯝꯁꯤꯡꯗꯒꯤ ꯍꯧꯔꯒꯥ ꯏꯂꯦꯛꯇ꯭ꯔꯣꯅꯤꯛꯁ ꯐꯥꯎꯕꯥ, ꯑꯩꯈꯣꯏꯒꯤ ꯌꯨꯝꯗꯒꯤ ꯑꯣꯟꯂꯥꯏꯟꯒꯤ ꯈꯨꯊꯥꯡꯗ ꯄꯣꯠ ꯂꯩꯕꯥ ꯌꯥꯍꯜꯂꯤ꯫ ꯑꯣꯟꯂꯥꯏꯟ ꯕꯦꯡꯀꯤꯡ ꯑꯃꯁꯨꯡ ꯐꯥꯏꯅꯥꯟꯁꯀꯤ ꯈꯨꯠꯂꯥꯏꯁꯤꯡꯅꯥ ꯑꯩꯈꯣꯏꯒꯤ ꯁꯦꯟꯐꯝ ꯐꯖꯅꯥ ꯃꯦꯅꯦꯖ ꯇꯧꯕꯥ, ꯕꯤꯜ ꯄꯤꯕꯥ ꯑꯃꯁꯨꯡ ꯁꯦꯜ ꯊꯥꯗꯕꯥ ꯉꯝꯍꯜꯂꯤ꯫ ꯏꯟꯇꯔꯅꯦꯠꯅꯥ ꯔꯤꯃꯣꯠ ꯋꯥꯛ ꯑꯃꯁꯨꯡ ꯗꯤꯖꯤꯇꯦꯜ ꯂꯥꯏꯞꯁ꯭ꯇꯥꯏꯜ ꯇꯧꯕꯥ ꯉꯝꯍꯜꯂꯦ, ꯃꯁꯤꯅꯥ ꯃꯤꯌꯥꯝꯅꯥ ꯃꯐꯝ ꯑꯃꯗꯒꯤ ꯊꯕꯛ ꯇꯧꯕꯥ ꯌꯥꯍꯜꯂꯦ ꯑꯃꯁꯨꯡ ꯃꯥꯂꯦꯝ ꯁꯤꯟꯕꯥ ꯊꯨꯡꯅꯥ ꯂꯩꯔꯤꯕꯥ ꯃꯔꯨꯞꯁꯤꯡꯒꯥ ꯄꯨꯟꯅꯥ ꯊꯕꯛ ꯇꯧꯃꯤꯟꯅꯕꯒꯤ ꯈꯨꯗꯣꯡꯆꯥꯕꯥ ꯐꯪꯍꯜꯂꯦ꯫ ꯑꯄꯨꯟꯕꯥ ꯑꯣꯏꯅꯥ ꯏꯟꯇꯔꯅꯦꯠꯅꯥ ꯑꯩꯈꯣꯏꯒꯤ ꯍꯤꯡꯕꯒꯤ ꯃꯑꯣꯡ, ꯊꯕꯛ ꯇꯧꯕꯥ ꯑꯃꯁꯨꯡ ꯑꯇꯣꯞꯄꯁꯤꯡꯒꯥ ꯋꯥꯔꯤ ꯁꯥꯅꯕꯒꯤ ꯃꯑꯣꯡ ꯃꯇꯧꯗꯥ ꯑꯆꯧꯕꯥ ꯑꯍꯣꯡꯕꯥ ꯑꯃꯥ ꯄꯨꯔꯛꯂꯦ, ꯃꯁꯤꯅꯥ ꯑꯩꯈꯣꯏꯒꯤ ꯅꯨꯡꯇꯤꯒꯤ ꯄꯨꯟꯁꯤꯒꯤ ꯃꯔꯨꯑꯣꯏꯕꯥ ꯁꯔꯨꯛ ꯑꯃꯥ ꯑꯣꯏꯍꯜꯂꯦ꯫ ꯑꯀꯛꯅꯕꯥ ꯁꯥ ꯑꯃꯕꯨ ꯃꯨꯠꯊꯠꯄꯗꯒꯤ ꯀꯟꯕꯤꯒꯗꯕꯥ ꯃꯔꯝ ꯑꯍꯨꯝ ꯄꯤꯌꯨ꯫ ꯀꯩ ꯇꯥꯏꯒꯔꯁꯤꯡ ꯑꯁꯤ ꯃꯨꯠꯊꯠꯄꯗꯒꯤ ꯀꯟꯅꯕꯥ ꯃꯔꯝ ꯀꯌꯥ ꯂꯩ꯫ ꯏꯀꯣꯂꯣꯖꯤꯀꯦꯜ ꯑꯣꯏꯕꯥ ꯃꯔꯨꯑꯣꯏꯕꯥ ꯇꯥꯏꯒꯔꯁꯤꯡ ꯑꯁꯤ ꯑꯦꯄꯦꯛꯁ ꯄ꯭ꯔꯤꯗꯦꯇꯔ ꯑꯃꯅꯤ ꯑꯃꯁꯨꯡ ꯏꯀꯣꯁꯤꯁꯇꯦꯝꯒꯤ ꯕꯦꯂꯦꯟꯁ ꯊꯝꯕꯗꯥ ꯃꯔꯨꯑꯣꯏꯕꯥ ꯊꯧꯗꯥꯡ ꯂꯧꯏ꯫ ꯃꯈꯣꯏꯅꯥ ꯃꯈꯣꯏꯒꯤ ꯁꯥ-ꯁꯟꯒꯤ ꯄꯣꯄꯨꯂꯦꯁꯟ ꯑꯗꯨ ꯆꯦꯛꯁꯤꯟꯅꯥ ꯊꯝꯃꯤ ꯃꯗꯨꯅꯥ ꯃꯈꯣꯏꯒꯤ ꯂꯩꯐꯝꯗꯥ ꯂꯩꯔꯤꯕꯥ ꯎꯃꯪꯁꯤꯡ ꯑꯗꯨ ꯉꯥꯛꯇꯨꯅꯥ ꯊꯝꯕꯗꯥ ꯃꯇꯦꯡ ꯄꯥꯡꯏ꯫ ꯀꯔꯤꯒꯨꯝꯕꯥ ꯇꯥꯏꯒꯔꯁꯤꯡ ꯃꯥꯡꯈꯤꯕꯥ ꯇꯥꯔꯕꯗꯤ ꯃꯁꯤꯅꯥ ꯐꯨꯠ ꯆꯦꯟꯗꯥ ꯑꯀꯥꯏꯕꯥ ꯄꯤꯒꯅꯤ ꯑꯃꯁꯨꯡ ꯏꯀꯣꯁꯤꯁ꯭ꯇꯦꯝ ꯄꯨꯝꯅꯃꯛꯇꯥ ꯗꯣꯃꯤꯅꯣ ꯏꯐꯦꯛ ꯑꯃꯥ ꯄꯤꯒꯅꯤ꯫ ꯀꯜꯆꯔꯦꯜ ꯑꯃꯁꯨꯡ ꯏꯀꯣꯅꯣꯃꯤꯛ ꯑꯣꯏꯕꯥ ꯃꯔꯨꯑꯣꯏꯕꯁꯤꯡꯗ ꯀꯜꯆꯔ ꯀꯌꯥꯗꯥ ꯇꯥꯏꯒꯔ ꯑꯁꯤ ꯃꯔꯨꯑꯣꯏꯕꯥ ꯃꯐꯝ ꯑꯃꯥ ꯂꯩ ꯑꯃꯁꯨꯡ ꯑꯌꯥꯝꯕꯅꯥ ꯄꯥꯡꯒꯜ ꯑꯃꯁꯨꯡ ꯁꯛꯇꯤꯒꯥ ꯃꯔꯤ ꯂꯩꯅꯩ꯫ ꯃꯈꯣꯏ ꯑꯁꯤ ꯂꯩꯕꯥꯛ ꯀꯌꯥꯒꯤ ꯇꯨꯔꯤꯖꯝꯒꯤ ꯁꯦꯟꯊꯣꯛ ꯂꯝꯕꯤꯒꯤ ꯃꯔꯨꯑꯣꯏꯕꯥ ꯁꯣꯔꯁ ꯑꯃꯁꯨ ꯑꯣꯏꯔꯤ꯫ ꯇꯥꯏꯒꯔꯁꯤꯡꯕꯨ ꯃꯥꯡꯍꯟ ꯇꯥꯛꯍꯟꯕꯗꯒꯤ ꯀꯟꯕꯅꯥ ꯃꯈꯣꯏꯒꯤ ꯀꯜꯆꯔꯦꯜꯒꯤ ꯃꯔꯨꯑꯣꯏꯕꯥ ꯑꯗꯨ ꯉꯥꯛꯇꯨꯅꯥ ꯊꯝꯒꯅꯤ ꯑꯃꯁꯨꯡ ꯋꯥꯏꯜꯂꯥꯏꯞ ꯇꯨꯔꯤꯖꯝꯒꯤ ꯈꯨꯠꯊꯥꯡꯗꯥ ꯁꯦꯟꯃꯤꯠꯂꯣꯟꯒꯤ ꯀꯥꯟꯅꯕꯥ ꯃꯈꯥ ꯇꯥꯅꯥ ꯐꯪꯍꯟꯒꯅꯤ꯫ ꯇꯥꯏꯒꯔ ꯑꯁꯤ ꯂꯣꯏꯁꯤꯜꯂꯛꯀꯗꯕꯥ ꯁ꯭ꯄꯤꯁꯤꯁ ꯑꯃꯅꯤ ꯑꯃꯁꯨꯡ ꯃꯈꯣꯏꯒꯤ ꯀꯟꯖꯔꯕꯦꯁꯟ ꯑꯁꯤ ꯕꯥꯏꯑꯣꯗꯥꯏꯕꯔꯁꯤꯇꯤ ꯉꯥꯛꯇꯨꯅꯥ ꯊꯝꯅꯕꯒꯤꯗꯃꯛ ꯌꯥꯝꯅꯥ ꯃꯔꯨꯑꯣꯏ꯫ ꯇꯥꯏꯒꯔꯁꯤꯡꯕꯨ ꯉꯥꯛꯊꯣꯛꯇꯨꯅꯥ ꯑꯩꯈꯣꯏꯅꯥ ꯃꯈꯣꯏꯒꯤ ꯂꯩꯐꯝ ꯑꯃꯁꯨꯡ ꯆꯞ ꯃꯥꯟꯅꯕꯥ ꯏꯀꯣꯁꯤꯁꯇꯦꯝ ꯁꯦꯌꯔ ꯇꯧꯔꯤꯕꯥ ꯑꯇꯣꯞꯄꯥ ꯁ꯭ꯄꯤꯁꯤꯁꯁꯤꯡꯁꯨ ꯉꯥꯛꯊꯣꯛꯂꯤ꯫ ꯃꯁꯤꯅꯥ ꯑꯩꯈꯣꯏꯒꯤ ꯒ꯭ꯔꯍ ꯑꯁꯤꯗꯥ ꯂꯩꯔꯤꯕꯥ ꯄꯨꯟꯁꯤ ꯃꯍꯤꯡꯒꯤ ꯇꯣꯞ ꯇꯣꯞꯄꯥ ꯃꯑꯣꯡ ꯃꯇꯧꯁꯤꯡ ꯉꯥꯛꯇꯨꯅꯥ ꯊꯝꯕꯗꯥ ꯃꯇꯦꯡ ꯄꯥꯡꯏ꯫